ꯕ꯭ꯂꯣꯛꯆꯦꯟ ꯇꯦꯛꯅꯣꯂꯣꯖꯤꯒꯤ ꯃꯇꯥꯡꯗꯥ ꯑꯣꯕꯔꯚꯤꯌꯨ ꯑꯃꯥ ꯄꯤꯕꯥ꯫ ꯕ꯭ꯂꯣꯛꯆꯦꯟ ꯑꯁꯤ ꯀꯝꯄ꯭ꯌꯨꯇꯔꯒꯤ ꯅꯦꯠꯋꯥꯔꯛ ꯑꯃꯒꯤ ꯃꯅꯨꯡꯗꯥ ꯏꯟꯐꯣꯔꯃꯦꯁꯟ ꯁ꯭ꯇꯣꯔ ꯇꯧꯕꯥ ꯗꯤꯁꯇ꯭ꯔꯤꯕ꯭ꯌꯨꯇꯦꯗ ꯗꯦꯇꯥꯕꯦꯖ ꯇꯦꯛꯅꯣꯂꯣꯖꯤ ꯑꯃꯅꯤ꯫ ꯃꯁꯤꯗꯥ ꯊꯝꯂꯤꯕꯥ ꯏꯟꯐꯣꯔꯃꯦꯁꯟ ꯑꯗꯨꯒꯤ ꯁꯦꯀ꯭ꯌꯨꯔꯤꯇꯤ ꯑꯃꯁꯨꯡ ꯏꯃ꯭ꯌꯨꯇꯦꯕꯤꯂꯤꯇꯤ ꯁꯣꯢꯗꯅꯥ ꯂꯩꯍꯟꯅꯕꯥ ꯑꯍꯣꯡꯕꯥ ꯀ꯭ꯔꯤꯞꯇꯣꯒ꯭ꯔꯥꯐꯤꯛ ꯇꯦꯛꯅꯤꯛꯁꯤꯡ ꯁꯤꯖꯤꯟꯅꯩ꯫ ꯕ꯭ꯂꯣꯛꯆꯦꯟꯒꯤ ꯋꯥꯈꯜꯂꯣꯟ ꯑꯁꯤ ꯁꯣꯛ ꯂꯤꯁꯤꯡ ꯑꯅꯤꯒ ꯅꯤꯄꯥꯟꯗꯥ ꯀ꯭ꯔꯤꯞꯇꯣꯀꯥꯔꯦꯟꯁꯤ ꯕꯤꯠꯀꯣꯢꯟ ꯍꯧꯗꯣꯛꯄꯒꯥ ꯂꯣꯢꯅꯅꯥ ꯍꯧꯗꯣꯛꯈꯤ, ꯃꯐꯝ ꯑꯗꯨꯗꯥ ꯃꯁꯤ ꯇ꯭ꯔꯥꯟꯖꯦꯛꯁꯟꯒꯤꯗꯃꯛꯇꯥ ꯄꯕ꯭ꯂꯤꯛ ꯂꯦꯖꯔ ꯑꯃꯥ ꯑꯣꯏꯅꯥ ꯁꯤꯖꯤꯟꯅꯈꯤ꯫ ꯑꯗꯨꯝ ꯑꯣꯏꯅꯃꯛ ꯕ꯭ꯂꯣꯛꯆꯦꯟꯒꯤ ꯑꯣꯏꯊꯣꯛꯄꯥ ꯌꯥꯕꯥ ꯑꯦꯄ꯭ꯂꯤꯀꯦꯁꯟꯁꯤꯡ ꯑꯁꯤ ꯀ꯭ꯔꯤꯞꯇꯣꯀꯥꯔꯦꯟꯁꯤꯗꯒꯤ ꯌꯥꯝꯅꯥ ꯂꯥꯞꯅꯥ ꯂꯩ ꯑꯃꯁꯨꯡ ꯍꯧꯖꯤꯛꯇꯤ ꯃꯁꯤ ꯐꯥꯏꯅꯥꯟꯁꯦꯜ, ꯁꯄ꯭ꯂꯥꯏ ꯆꯦꯟ ꯃꯦꯅꯦꯖꯃꯦꯟꯇ ꯑꯃꯁꯨꯡ ꯚꯣꯇꯤꯡ ꯁꯤꯁꯇꯦꯝ ꯐꯥꯎꯕꯥ ꯌꯥꯎꯅꯥ ꯂꯝ ꯀꯌꯥꯗꯥ ꯁꯤꯖꯤꯟꯅꯔꯤ꯫ ꯃꯁꯤꯒꯤ ꯃꯔꯨꯝꯗꯥ, ꯕ꯭ꯂꯣꯛꯆꯦꯟ ꯍꯥꯢꯕꯁꯤ ꯕ꯭ꯂꯣꯛꯁꯤꯡꯒꯤ ꯆꯦꯟ ꯑꯃꯅꯤ ꯃꯐꯝ ꯑꯗꯨꯗꯥ ꯕ꯭ꯂꯣꯛ ꯈꯨꯗꯤꯡꯃꯛꯇꯥ ꯇ꯭ꯔꯥꯟꯖꯦꯛꯁꯟꯁꯤꯡ ꯅꯠꯇ꯭ꯔꯒꯥ ꯑꯇꯩ ꯗꯦꯇꯥꯒꯤ ꯂꯤꯁ ꯑꯃꯥ ꯌꯥꯎꯏ꯫ ꯑꯅꯧꯕꯥ ꯗꯦꯇꯥ ꯍꯥꯞꯆꯤꯟꯕꯥ ꯈꯨꯗꯤꯡꯗꯥ ,ꯃꯁꯤ ꯕ꯭ꯂꯣꯛ ꯑꯃꯗꯥ ꯒ꯭ꯔꯨꯞ ꯇꯧꯗꯨꯅꯥ ꯆꯦꯟ ꯑꯗꯨꯗꯥ ꯍꯥꯞꯆꯤꯜꯂꯤ꯫ ꯕ꯭ꯂꯣꯛ ꯑꯃꯥ ꯆꯦꯟ ꯑꯗꯨꯗꯥ ꯍꯥꯞꯆꯤꯜꯂꯕꯥ ꯃꯇꯨꯡꯗꯥ, ꯃꯗꯨꯗꯥ ꯌꯥꯎꯔꯤꯕꯥ ꯗꯦꯇꯥ ꯑꯗꯨ ꯄꯔꯃꯦꯅꯦꯟꯇ ꯑꯃꯁꯨꯡ ꯏꯃ꯭ꯌꯨꯇꯦꯕꯜ ꯑꯣꯏꯅꯥ ꯂꯧꯏ, ꯃꯁꯤꯅꯥ ꯇꯥꯛꯄꯗꯤ ꯃꯁꯤ ꯍꯣꯡꯗꯣꯛꯄꯥ ꯅꯠꯇ꯭ꯔꯒꯥ ꯃꯨꯠꯊꯠꯄꯥ ꯌꯥꯔꯣꯏ꯫ ꯃꯁꯤꯅꯥ ꯃꯁꯤꯕꯨ ꯇꯦꯝꯄꯔ-ꯄ꯭ꯔꯨꯐ ꯑꯣꯏꯕꯥ ꯃꯊꯧ ꯇꯥꯕꯥ ꯔꯦꯀꯣꯔꯗꯁꯤꯡ ꯊꯝꯅꯕꯒꯤꯗꯃꯛ ꯌꯥꯝꯅꯥ ꯐꯕꯥ ꯇꯦꯛꯅꯣꯂꯣꯖꯤ ꯑꯃꯥ ꯑꯣꯏꯍꯜꯂꯤ꯫ ꯕ꯭ꯂꯣꯛꯆꯦꯟꯒꯤ ꯃꯔꯨꯑꯣꯏꯕꯥ ꯃꯁꯛ ꯑꯃꯗꯤ ꯃꯁꯤ ꯗꯤꯁꯦꯟꯇ꯭ꯔꯦꯂꯥꯏꯖ ꯑꯣꯏꯕꯅꯤ, ꯃꯁꯤꯅꯥ ꯇꯥꯛꯄꯗꯤ ꯗꯦꯇꯥ ꯑꯁꯤ ꯁꯦꯟꯇ꯭ꯔꯦꯂꯥꯏꯖ ꯁꯔꯚꯔ ꯑꯃꯈꯛꯇꯗꯥ ꯊꯝꯗꯦ, ꯃꯗꯨꯒꯤ ꯃꯍꯨꯠꯇꯥ ꯀꯝꯄ꯭ꯌꯨꯇꯔꯒꯤ ꯅꯦꯠꯋꯥꯔꯛ ꯑꯃꯗꯥ ꯊꯝꯃꯤ꯫ ꯃꯁꯤꯅꯥ ꯃꯁꯤꯕꯨ ꯍꯦꯛꯀꯤꯡ ꯇꯧꯕꯗꯥ ꯌꯥꯝꯅꯥ ꯔꯦꯁꯤꯁꯇꯦꯟꯇ ꯑꯣꯏꯍꯜꯂꯤ, ꯃꯔꯝꯗꯤ ꯃꯁꯤꯗꯥ ꯐꯜ ꯑꯃꯠꯇꯥ ꯂꯩꯇꯕꯒꯤ ꯄꯣꯏꯟꯇ ꯑꯃꯠꯇꯥ ꯂꯩꯇꯦ꯫ ꯕ꯭ꯂꯣꯛꯆꯦꯟꯒꯤ ꯗꯤꯁꯦꯟꯇ꯭ꯔꯦꯂꯥꯏꯖ ꯑꯣꯏꯕꯥ ꯃꯑꯣꯡ ꯑꯁꯤꯅꯥ ꯇ꯭ꯔꯥꯟꯖꯦꯛꯁꯟꯁꯤꯡ ꯃꯦꯅꯦꯖ ꯇꯧꯕꯥ ꯅꯠꯇ꯭ꯔꯒꯥ ꯚꯦꯂꯤꯗꯦꯠ ꯇꯧꯅꯕꯥ ꯁꯦꯟꯇ꯭ꯔꯦꯜ ꯑꯣꯊꯣꯔꯤꯇꯤ ꯑꯃꯒꯤ ꯃꯊꯧ ꯇꯥꯗꯦ ꯍꯥꯢꯕꯁꯨ ꯇꯛꯏ, ꯃꯁꯤꯅꯥ ꯊꯥꯖꯕꯥ ꯑꯁꯤ ꯏꯁꯨ ꯑꯃꯥ ꯑꯣꯏꯔꯤꯕꯥ ꯑꯦꯄ꯭ꯂꯤꯀꯦꯁꯟꯁꯤꯡꯒꯤꯗꯃꯛꯇꯥ ꯌꯥꯝꯅꯥ ꯐꯕꯥ ꯑꯣꯏꯍꯜꯂꯤ꯫ ꯈꯪꯖꯤꯟꯒꯗꯕꯥ ꯑꯃꯅꯥ ꯕ꯭ꯂꯣꯀꯆꯦꯟ ꯑꯁꯤ ꯗꯤꯁꯦꯟꯇ꯭ꯔꯦꯂꯥꯏꯖ ꯇꯧꯔꯕꯥ ꯇꯦꯝꯄꯔ-ꯄ꯭ꯔꯨꯐ ꯇꯦꯛꯅꯣꯂꯣꯖꯤ ꯑꯃꯅꯤ ꯑꯃꯁꯨꯡ ꯃꯁꯤꯅꯥ ꯗꯦꯇꯥ ꯑꯗꯨ ꯁꯦꯀ꯭ꯌꯨꯑꯣꯔ ꯑꯣꯏꯅꯥ ꯑꯃꯁꯨꯡ ꯇ꯭ꯔꯥꯟꯁꯄꯦꯔꯦꯟꯇ ꯑꯣꯏꯅꯥ ꯊꯝꯅꯕꯥ ꯁꯤꯖꯤꯟꯅꯩ꯫ ꯃꯁꯤꯒꯤ ꯄꯣꯇꯦꯟꯁꯤꯌꯦꯜ ꯑꯦꯄ꯭ꯂꯤꯀꯦꯁꯟꯁꯤꯡ ꯑꯁꯤ ꯄꯥꯛ ꯆꯥꯎꯏ ꯑꯃꯁꯨꯡ ꯂꯥꯛꯀꯗꯧꯔꯤꯕꯥ ꯆꯍꯤꯁꯤꯡꯗꯥ ꯇꯦꯛꯅꯣꯂꯣꯖꯤ ꯑꯁꯤꯒꯤ ꯆꯥꯎꯈꯠꯄ ꯑꯁꯤ ꯑꯩꯈꯣꯢꯅꯥ ꯃꯈꯥ ꯇꯥꯅꯥ ꯎꯕꯥ ꯐꯪꯒꯅꯤ ꯍꯥꯢꯕꯒꯤ ꯊꯥꯖꯕꯥ ꯂꯩ꯫ ꯂꯦꯡꯁ꯭ꯇꯣꯟ ꯍ꯭ꯌꯨꯖꯦꯁꯅꯥ ꯏꯕꯥ "ꯗ꯭ꯔꯤꯝ ꯗꯤꯐꯦꯔꯦꯗ" ꯍꯥꯢꯕꯥ ꯁꯩꯔꯦꯡ ꯑꯁꯤꯒꯤ ꯃꯔꯨꯑꯣꯏꯕꯥ ꯑꯗꯨ ꯐꯣꯡꯗꯣꯛꯄꯤꯌꯨ꯫ "ꯗ꯭ꯔꯤꯝ ꯗꯤꯐꯦꯔꯦꯗ" ꯍꯥꯢꯅꯥ ꯈꯪꯅꯕꯥ "ꯍꯥꯔꯂꯦꯝ"ꯍꯥꯌꯕꯁꯤ ꯂꯦꯡꯁ꯭ꯇꯣꯟ ꯍꯨꯏꯁꯀꯤ ꯁꯩꯔꯦꯡ ꯑꯃꯅꯤ, ꯃꯁꯤꯅꯥ ꯌꯥꯗꯕꯥ ꯅꯠꯇ꯭ꯔꯒꯥ ꯊꯝꯖꯤꯜꯂꯛꯄꯥ ꯁꯨꯞꯅꯒꯤ ꯊꯧꯗꯣꯛꯁꯤꯡꯗꯥ ꯀꯔꯤ ꯊꯣꯛꯄꯒꯦ ꯍꯥꯢꯕꯒꯤ ꯊꯤꯝ ꯑꯗꯨ ꯊꯤꯖꯤꯜꯂꯤ꯫ ꯂꯤꯁꯤꯡ ꯑꯃꯒ ꯆꯥꯃꯥꯄꯜ ꯌꯥꯡꯈꯩ ꯃꯥꯊꯣꯏ ꯂꯤꯁꯤꯡ ꯑꯃꯒ ꯆꯥꯃꯄꯟ ꯌꯥꯡꯈꯩꯃꯊꯣꯢꯗꯥ ꯐꯣꯡꯈꯤꯕꯥ ꯁꯩꯔꯦꯡ ꯑꯁꯤꯅꯥ ꯊꯦꯡꯊꯕꯥ ꯃꯪꯂꯥꯟꯁꯤꯡꯅꯥ ꯊꯣꯛꯍꯟꯕꯥ ꯐꯜꯁꯤꯡ ꯑꯃꯁꯨꯡ ꯃꯁꯤꯅꯥ ꯃꯤꯑꯣꯏꯕꯥ ꯑꯃꯁꯨꯡ ꯈꯨꯟꯅꯥꯏꯗꯥ ꯄꯤꯔꯤꯕꯥ ꯁꯥꯐꯨꯒꯤ ꯃꯇꯥꯡꯗꯥ ꯋꯥꯍꯪ ꯀꯌꯥ ꯍꯪꯂꯤ꯫ ꯗ꯭ꯔꯤꯝ ꯗꯤꯐꯦꯔꯦꯗ ꯒꯤ ꯃꯔꯨꯑꯣꯏꯕꯥ ꯑꯁꯤ ꯁꯦꯒ꯭ꯔꯦꯒꯦꯁꯟ ꯑꯃꯁꯨꯡ ꯗꯤꯁꯛꯔꯤꯃꯤꯅꯦꯁꯅꯒꯤ ꯃꯇꯝꯗꯥ ꯑꯐ꯭ꯔꯤꯀꯥꯒꯤ ꯑꯃꯦꯔꯤꯀꯥꯅꯁꯤꯡꯒꯤ ꯋꯥꯈꯜ ꯅꯨꯡꯉꯥꯏꯇꯕꯥ ꯑꯃꯁꯨꯡ ꯂꯥꯟꯊꯦꯡꯅꯕꯒꯤ ꯁꯛꯇꯤ ꯂꯩꯕꯥ ꯔꯤꯄ꯭ꯔꯖꯦꯟꯇꯦꯁꯟꯗꯥ ꯂꯩ꯫ ꯍ꯭ꯌꯨꯃꯦꯁꯅꯥ ꯁꯛꯇꯤ ꯂꯩꯔꯕꯥ ꯏꯃꯦꯖꯔꯤ ꯑꯃꯁꯨꯡ ꯃꯦꯇꯥꯐꯣꯔꯁꯤꯡ ꯁꯤꯖꯤꯟꯅꯗꯨꯅꯥ ꯀꯃ꯭ꯌꯨꯅꯤꯇꯤ ꯑꯃꯒꯤ ꯃꯪꯂꯥꯟ ꯑꯃꯁꯨꯡ ꯃꯪꯂꯥꯟ ꯑꯗꯨ ꯌꯩꯊꯣꯛꯄꯥ ꯅꯠꯇ꯭ꯔꯒꯥ ꯌꯥꯗꯕꯒꯤ ꯈꯨꯗꯣꯡꯊꯤꯕꯁꯤꯡ ꯑꯗꯨ ꯐꯣꯡꯗꯣꯛꯏ꯫ ꯁꯩꯔꯦꯡ ꯑꯁꯤꯅꯥ ꯃꯄꯨꯡ ꯐꯥꯗꯕꯥ ꯃꯪꯂꯥꯟꯁꯤꯡꯗꯒꯤ ꯊꯣꯔꯛꯄꯥ ꯌꯥꯕꯥ ꯑꯥꯁꯥ ꯂꯩꯇꯕꯥ ꯑꯃꯁꯨꯡ ꯋꯥꯈꯜ ꯅꯨꯡꯉꯥꯏꯇꯕꯥ ꯑꯗꯨ ꯐꯣꯡꯗꯣꯛꯄꯗꯁꯨ ꯃꯔꯨ ꯑꯣꯏ꯫ ꯍ꯭ꯌꯨꯃꯦꯁꯅꯥ ꯍꯥꯢ ꯃꯗꯨꯗꯤ ꯃꯤꯌꯥꯝꯒꯤ ꯃꯪꯂꯥꯟ ꯑꯃꯁꯨꯡ ꯑꯄꯥꯝꯕꯥ ꯑꯗꯨ ꯃꯪꯎꯅꯗꯕꯥ ꯃꯇꯝꯗꯥ, ꯃꯁꯤꯅꯥ ꯃꯤꯑꯣꯏꯕꯈꯛꯇꯗꯥ ꯅꯠꯇꯅꯥ ꯈꯨꯟꯅꯥꯏ ꯑꯄꯨꯟꯕꯒꯤꯗꯃꯛꯁꯨ ꯑꯋꯥꯕꯥ ꯐꯜꯁꯤꯡ ꯊꯣꯛꯍꯟꯕꯥ ꯌꯥꯏ꯫ ꯑꯄꯨꯟꯕꯥ ꯑꯣꯏꯅꯥ "ꯗ꯭ꯔꯤꯝ ꯗꯤꯐꯦꯔꯦꯗ" ꯍꯥꯢꯕꯁꯤ ꯀꯅꯥꯒꯨꯝꯕꯥ ꯑꯃꯒꯤ ꯃꯪꯂꯥꯟ ꯑꯗꯨ ꯇꯨꯡ ꯏꯟꯅꯕꯒꯤ ꯃꯔꯨꯑꯣꯏꯕꯥ ꯑꯃꯁꯨꯡ ꯃꯗꯨꯕꯨ ꯌꯥꯗꯕꯥ ꯅꯠꯇ꯭ꯔꯒꯥ ꯌꯩꯊꯣꯛꯄꯒꯤ ꯈꯨꯗꯣꯡꯊꯤꯕꯥ ꯑꯗꯨ ꯐꯣꯡꯗꯣꯛꯂꯤꯕꯥ ꯁꯛꯇꯤ ꯂꯩꯕꯥ ꯑꯃꯁꯨꯡ ꯋꯥꯈꯜ ꯈꯟꯕꯥ ꯁꯩꯔꯦꯡ ꯑꯃꯅꯤ꯫ ꯃꯤꯌꯥꯝꯅꯥ ꯃꯥꯟꯅꯕꯥ ꯄꯨꯔꯛꯅꯕꯥ ꯑꯃꯁꯨꯡ ꯃꯈꯣꯢꯒꯤ ꯃꯪꯂꯥꯟꯁꯤꯡ ꯑꯗꯨ ꯃꯪꯐꯥꯎꯅꯍꯟꯅꯕꯥ ꯃꯈꯥ ꯇꯥꯅꯥ ꯂꯥꯟꯊꯦꯡꯅꯔꯤꯕꯥ ꯑꯁꯤꯗꯥ ꯃꯁꯤꯒꯤ ꯄꯥꯎꯖꯦꯜ ꯑꯃꯁꯨꯡ ꯊꯤꯝꯁꯤꯡ ꯑꯁꯤ ꯉꯁꯤꯁꯨ ꯃꯔꯤ ꯂꯩꯅꯔꯤ꯫